ꯑꯦꯟꯖꯥꯏꯝꯁꯤꯡꯒꯤ ꯃꯦꯀꯥꯅꯤꯖꯝ ꯑꯗꯨ ꯐꯣꯡꯗꯣꯛꯄꯤꯌꯨ꯫ ꯑꯦꯟꯖꯥꯏꯝꯁꯤꯡ ꯑꯁꯤ ꯍꯛꯆꯥꯡꯗ ꯀꯦꯃꯤꯀꯦꯜ ꯔꯤꯑꯦꯛꯁꯟꯁꯤꯡ ꯈꯣꯡꯖꯦꯜ ꯌꯥꯡꯁꯤꯟꯍꯟꯅꯕꯒꯤ ꯊꯧꯗꯥꯡ ꯂꯧꯔꯤꯕꯥ ꯕꯥꯏꯑꯣꯂꯣꯖꯤꯀꯦꯜ ꯀꯦꯇꯥꯂꯤꯁꯁꯤꯡꯅꯤ꯫ ꯃꯈꯣꯏꯅ ꯔꯤꯑꯦꯛꯁꯟ ꯑꯃ ꯊꯣꯛꯍꯟꯅꯕꯒꯤꯗꯃꯛꯇ ꯃꯊꯧ ꯇꯥꯕ ꯑꯦꯛꯇꯤꯚꯦꯁꯟ ꯑꯦꯅꯔꯖꯤ ꯑꯗꯨ ꯍꯟꯊꯍꯟꯗꯨꯅꯥ ꯊꯕꯛ ꯇꯧꯏ, ꯃꯗꯨꯅ ꯔꯤꯑꯦꯛꯁꯟ ꯑꯗꯨ ꯊꯣꯛꯍꯟꯅꯕꯗꯥ ꯍꯦꯟꯅ ꯂꯥꯏꯍꯜꯂꯤ꯫ ꯃꯁꯤ ꯑꯦꯟꯖꯥꯏꯝꯒꯤ ꯑꯦꯛꯇꯤꯚ ꯁꯥꯏꯠ, ꯑꯦꯅꯖꯥꯏꯝ ꯑꯗꯨꯗ ꯂꯩꯕ ꯑꯀꯛꯅꯕꯥ ꯔꯤꯖꯟ ꯑꯃꯅ ꯁꯕꯁꯇ꯭ꯔꯦꯠ ꯑꯗꯨꯗ ꯆꯦꯟꯕ, ꯑꯦꯟꯖꯥꯏꯝ ꯑꯗꯨꯅ ꯊꯕꯛ ꯇꯧꯔꯤꯕ ꯃꯣꯂꯤꯀꯨꯜ ꯑꯗꯨꯅ ꯇꯧꯏ꯫ ꯁꯕꯁꯇ꯭ꯔꯦꯠ ꯑꯗꯨꯅ ꯑꯦꯟꯖꯥꯏꯝꯒꯤ ꯑꯦꯛꯇꯤꯕ ꯁꯥꯏꯠꯇ ꯆꯦꯟꯕ ꯃꯇꯝꯗ, ꯃꯁꯤꯅ ꯑꯦꯟꯖꯥꯏꯝ-ꯁꯕꯁꯇ꯭ꯔꯦꯠ ꯀꯝꯄ꯭ꯂꯦꯛꯁ ꯑꯃ ꯁꯦꯝꯃꯤ꯫ ꯃꯁꯤꯅ ꯔꯤꯑꯦꯛꯇꯔꯁꯤꯡ ꯑꯁꯤ ꯍꯦꯟꯅ ꯅꯛꯁꯤꯟꯅꯍꯜꯂꯤ ꯑꯃꯁꯨꯡ ꯑꯆꯨꯝꯕ ꯑꯣꯔꯤꯑꯦꯟꯇꯦꯁꯟꯗꯥ ꯄꯨꯔꯛꯏ, ꯃꯁꯤꯅ ꯔꯤꯑꯦꯛꯁꯟ ꯑꯁꯤ ꯍꯦꯟꯅ ꯂꯥꯏꯊꯣꯛꯍꯜꯂꯤ꯫ ꯑꯦꯟꯖꯥꯏꯝꯒꯤ ꯑꯦꯛꯇꯤꯕ ꯁꯥꯏꯟ ꯑꯁꯤꯅ ꯁꯕꯁꯇ꯭ꯔꯦꯠꯀꯤ ꯃꯅꯨꯡꯗ ꯂꯩꯕ ꯑꯀꯛꯅꯕ ꯕꯣꯟꯁꯤꯡꯗꯁꯨ ꯁꯇ꯭ꯔꯦꯠ ꯂꯩꯍꯟꯕꯥ ꯌꯥꯏ, ꯃꯗꯨꯅ ꯔꯤꯑꯦꯛꯁꯟ ꯑꯁꯤ ꯊꯣꯛꯍꯟꯅꯕꯗ ꯍꯦꯟꯅ ꯂꯥꯏꯊꯣꯛꯍꯜꯂꯤ꯫ ꯃꯁꯤꯒꯤ ꯃꯊꯛꯇ, ꯑꯦꯟꯖꯥꯏꯝ ꯑꯁꯤꯅ ꯔꯤꯑꯦꯛꯁꯟ ꯃꯁꯥꯃꯛꯇꯗ ꯁꯔꯨꯛ ꯌꯥꯕ ꯌꯥꯏ, ꯃꯁꯤꯅ ꯁꯕꯁꯇ꯭ꯔꯦꯠꯀꯥ ꯃꯇꯝ ꯈꯔꯒꯤ ꯑꯣꯏꯕ ꯀꯣꯑꯣꯚꯦꯂꯦꯟꯁ ꯕꯣꯟꯁꯤꯡ ꯁꯦꯝꯗꯨꯅ ꯔꯤꯑꯦꯛꯇꯔꯁꯤꯡꯒꯤ ꯃꯔꯛꯇ ꯑꯦꯇꯣꯝꯁꯤꯡ ꯅꯠꯇ꯭ꯔꯒ ꯑꯦꯇꯣꯝꯁꯤꯡꯒꯤ ꯀꯥꯡꯂꯨꯞꯁꯤꯡ ꯇ꯭ꯔꯥꯟꯁꯐꯔ ꯇꯧꯕ ꯌꯥꯏ꯫ ꯔꯤꯑꯦꯛꯁꯟ ꯑꯗꯨ ꯂꯣꯏꯔꯕ ꯃꯇꯨꯡꯗ, ꯄꯣꯠꯊꯣꯛ ꯑꯗꯨ ꯑꯦꯟꯖꯥꯏꯝ ꯑꯗꯨꯗꯒꯤ ꯊꯥꯗꯣꯛꯏ, ꯑꯃꯁꯨꯡ ꯑꯦꯟꯖꯥꯏꯝ ꯑꯗꯨꯅ ꯑꯇꯣꯞꯄ ꯁꯕꯁꯇ꯭ꯔꯦꯠ ꯃꯣꯂꯤꯀꯨꯜ ꯑꯃꯗ ꯆꯦꯟꯊꯈꯤꯗꯨꯅꯥ ꯊꯧꯑꯣꯡ ꯑꯗꯨ ꯍꯟꯖꯤꯟ ꯍꯟꯖꯤꯟ ꯇꯧꯏ꯫ ꯃꯁꯤꯅ ꯑꯦꯟꯖꯥꯏꯝꯁꯤꯡꯗ ꯌꯥꯝꯅ ꯋꯥꯡꯕ ꯔꯦꯠ ꯔꯤꯑꯦꯛꯁꯟꯁꯤꯡꯒꯤ ꯀꯦꯇꯥꯂꯥꯏꯖ ꯇꯧꯕ ꯌꯥꯍꯜꯂꯤ, ꯃꯁꯤꯗ ꯑꯦꯟꯖꯥꯏꯝ ꯈꯔꯅ ꯁꯦꯀꯦꯟ ꯑꯃꯗ ꯔꯤꯑꯦꯛꯁꯟ ꯂꯤꯁꯤꯡ ꯀꯌꯥ ꯀꯦꯇꯥꯂꯥꯏꯖ ꯇꯧꯕ ꯉꯝꯃꯤ꯫ ꯃꯁꯤ ꯌꯥꯝꯅ ꯃꯔꯨꯑꯣꯏꯅ ꯈꯪꯖꯤꯟꯕ ꯌꯥꯏ ꯃꯗꯨꯗꯤ ꯑꯦꯟꯖꯥꯏꯝꯁꯤꯡ ꯑꯁꯤ ꯃꯈꯣꯏꯅ ꯀꯦꯇꯥꯂꯥꯏꯖ ꯇꯧꯕ ꯔꯤꯑꯦꯛꯁꯟꯁꯤꯡꯗ ꯌꯥꯝꯅ ꯑꯀꯛꯅꯕ ꯑꯣꯏ, ꯑꯃꯁꯨꯡ ꯑꯦꯟꯖꯥꯏꯝ ꯈꯨꯗꯤꯡꯃꯛꯅ ꯃꯍꯧꯁꯥꯅ ꯔꯤꯑꯦꯛꯁꯟ ꯃꯈꯜ ꯑꯃꯈꯛꯇꯃꯛ ꯀꯦꯇꯥꯂꯥꯏꯖ ꯇꯧꯕꯒꯤ ꯊꯧꯗꯥꯡ ꯂꯧꯏ꯫ ꯃꯁꯤꯒꯤ ꯃꯔꯝꯗꯤ ꯑꯦꯟꯖꯥꯏꯝ ꯑꯁꯤꯒꯤ ꯑꯦꯛꯇꯤꯕ ꯁꯥꯏꯠꯀꯤ ꯑꯈꯟꯅꯕ ꯃꯑꯣꯡ ꯑꯁꯤꯅ ꯃꯔꯝ ꯑꯣꯏꯗꯨꯅ ꯑꯣꯏꯔꯤ, ꯃꯁꯤꯅ ꯆꯦꯜꯂꯤꯕ ꯁꯕꯁꯇ꯭ꯔꯦꯠꯀꯤ ꯃꯑꯣꯡ ꯑꯁꯤꯒ ꯃꯄꯨꯡ ꯐꯥꯍꯜꯂꯤ꯫ ꯑꯦꯛꯇꯤꯚ ꯁꯥꯏꯠꯀꯤ ꯃꯑꯣꯡ-ꯃꯇꯧꯗ ꯑꯍꯣꯡꯕ ꯑꯃꯍꯦꯛꯇꯅ, ꯍꯥꯢꯕꯗꯤ ꯅꯠꯇ꯭ꯔꯒ ꯇꯦꯝꯄꯦꯔꯦꯆꯔꯗꯥ ꯑꯍꯣꯡꯕ ꯂꯥꯛꯄꯅ, ꯑꯦꯟꯖꯥꯏꯝ ꯑꯁꯤꯒꯤ ꯏꯐꯦꯛꯇ ꯑꯃꯁꯨꯡ ꯔꯤꯑꯦꯛꯁꯟꯁꯤꯡ ꯀꯦꯇꯥꯂꯥꯏꯖ ꯇꯧꯕꯒꯤ ꯇꯧꯕ ꯉꯝꯕꯗꯨ ꯍꯟꯊꯍꯟꯕꯥ ꯉꯝꯃꯤ꯫ ꯑꯔꯥꯟꯕ ꯒ꯭ꯔꯥꯃꯥꯔ ꯑꯁꯤ ꯂꯧꯊꯣꯛꯅꯕꯥ ꯃꯈꯥꯒꯤ ꯋꯥꯍꯩ ꯑꯁꯤ ꯑꯦꯗꯤꯠ ꯇꯧꯕꯤꯌꯨ: "ꯑꯩꯒꯤ ꯏꯆꯦ ꯑꯃꯁꯨꯡ ꯑꯩꯅ ꯍꯧꯈꯤꯕ ꯅꯨꯃꯤꯠ ꯅꯤꯅꯤꯗ ꯄꯨꯟꯅ ꯐꯤꯂꯝ ꯑꯃ ꯇꯧꯈꯤ꯫ "ꯑꯩꯒꯤ ꯏꯆꯦ ꯑꯃꯁꯨꯡ ꯑꯩꯅꯥ ꯍꯧꯈꯤꯕ ꯅꯨꯃꯤꯠ ꯅꯤꯅꯤꯗ ꯄꯨꯟꯅ ꯐꯤꯂꯝ ꯑꯃ ꯇꯧꯈꯤ" ꯍꯥꯏꯕ ꯋꯥꯍꯩ ꯑꯁꯤ ꯒ꯭ꯔꯥꯃꯦꯇꯤꯛ ꯑꯣꯏꯅ ꯑꯆꯨꯝꯕꯅꯤ ꯑꯃꯁꯨꯡ ꯃꯁꯤ ꯑꯦꯗꯤꯠ ꯇꯧꯕꯒꯤ ꯃꯊꯧ ꯇꯥꯗꯦ꯫